ꯗꯤꯖꯤꯇꯦꯜ ꯔꯥꯏꯠꯁꯀꯤ ꯍꯤꯔꯝꯗꯥ ꯑꯣꯄꯣꯖꯤꯠ ꯗꯥ ꯢꯗꯤꯇꯣꯔꯤꯑꯦꯜ ꯄꯦꯖ ꯑꯩꯈꯣꯏꯒꯤ ꯃꯥꯂꯦꯝ ꯑꯁꯤ ꯏꯟꯇꯔꯅꯦꯠ ꯑꯃꯁꯨꯡ ꯗꯤꯖꯤꯇꯦꯜ ꯇꯦꯛꯅꯣꯂꯣꯖꯤꯁꯤꯡꯗꯥ ꯍꯦꯟꯅꯥ ꯊꯥꯖꯕꯥ ꯍꯦꯟꯒꯠꯂꯛꯄꯒꯥ ꯂꯣꯏꯅꯅꯥ ꯗꯤꯖꯤꯇꯦꯜ ꯔꯥꯏꯠꯁꯀꯤ ꯍꯤꯔꯝ ꯑꯁꯤ ꯀꯩꯗꯧꯉꯩꯗꯁꯨ ꯍꯦꯟꯅꯥ ꯃꯔꯨꯑꯣꯏꯕꯥ ꯑꯣꯏꯈꯤꯗ꯭ꯔꯤ꯫ ꯑꯩꯈꯣꯏꯅꯥ ꯑꯩꯈꯣꯏꯒꯤ ꯄꯔꯁꯣꯅꯦꯜ ꯏꯟꯐꯣꯔꯃꯦꯁꯟ ꯑꯣꯟꯂꯥꯏꯟꯗꯥ ꯁ꯭ꯇꯣꯔ ꯇꯧꯏ, ꯗꯤꯖꯤꯇꯦꯜ ꯄ꯭ꯂꯦꯠꯐꯣꯝꯁꯤꯡꯒꯤ ꯈꯨꯠꯊꯥꯡꯗꯥ ꯄꯥꯎ ꯐꯥꯎꯅꯩ ꯑꯃꯁꯨꯡ ꯑꯩꯈꯣꯏꯒꯤ ꯕꯦꯡꯀꯤꯡ ꯑꯃꯁꯨꯡ ꯁꯣꯄꯤꯡ ꯑꯣꯟꯂꯥꯏꯟ ꯐꯥꯎꯕꯥ ꯇꯧꯏ꯫ ꯑꯩꯈꯣꯏꯅꯥ ꯇꯦꯛꯅꯣꯂꯣꯖꯤꯕꯨ ꯑꯩꯈꯣꯏꯒꯤ ꯅꯨꯡꯇꯤꯒꯤ ꯄꯨꯟꯁꯤꯗꯥ ꯃꯈꯥ ꯇꯥꯅꯥ ꯌꯥꯎꯍꯟꯕꯒꯥ ꯂꯣꯏꯅꯅꯥ ꯗꯤꯖꯤꯇꯦꯜꯒꯤ ꯂꯝꯗꯥ ꯑꯩꯈꯣꯏꯒꯤ ꯍꯛꯁꯤꯡ ꯃꯌꯦꯛ ꯁꯦꯡꯅꯥ ꯂꯦꯞꯊꯣꯛꯄꯥ ꯑꯃꯁꯨꯡ ꯉꯥꯛꯊꯣꯛꯄꯥ ꯑꯁꯤ ꯌꯥꯝꯅꯥ ꯃꯔꯨꯑꯣꯏ꯫ ꯗꯤꯖꯤꯇꯦꯜ ꯔꯥꯏꯠꯁ ꯍꯥꯏꯕꯁꯤ ꯃꯤꯑꯣꯏ ꯑꯃꯅꯥ ꯑꯣꯟꯂꯥꯏꯟꯗꯥ ꯐꯪꯒꯗꯕꯥ ꯍ꯭ꯌꯨꯃꯦꯟ ꯔꯥꯏꯠꯁꯤꯡ ꯑꯗꯨꯕꯨ ꯈꯪꯅꯩ꯫ ꯍꯛꯁꯤꯡ ꯑꯁꯤꯒꯤ ꯃꯅꯨꯡꯗꯥ ꯐ꯭ꯔꯤꯗꯝ ꯑꯣꯐ ꯑꯦꯛꯁꯄ꯭ꯔꯦꯁꯟ, ꯄ꯭ꯔꯥꯏꯚꯦꯁꯤꯒꯤ ꯍꯛ ꯑꯃꯁꯨꯡ ꯏꯟꯐꯣꯔꯃꯦꯁꯟ ꯑꯦꯛꯁꯦꯁ ꯇꯧꯕꯒꯤ ꯍꯛ ꯑꯁꯤ ꯌꯥꯎꯏ꯫ ꯃꯤꯑꯣꯏꯕꯒꯤ ꯍꯛ ꯄꯨꯝꯅꯃꯛꯒꯨꯝꯅꯥ, ꯍꯛꯁꯤꯡ ꯑꯁꯤ ꯌꯨꯅꯤꯚꯔꯁꯦꯜ ꯑꯣꯏ ꯑꯃꯁꯨꯡ ꯃꯤꯑꯣꯏ ꯑꯃꯅꯥ ꯀꯗꯥꯏꯗꯥ ꯂꯩꯕꯒꯦ ꯅꯠꯇ꯭ꯔꯒꯥ ꯃꯈꯣꯏꯅꯥ ꯀꯔꯤ ꯇꯦꯛꯅꯣꯂꯣꯖꯤ ꯁꯤꯖꯤꯟꯅꯔꯤꯕꯒꯦ ꯍꯥꯏꯕꯗꯨ ꯌꯦꯡꯗꯅꯥ ꯉꯥꯛꯅꯥ ꯆꯠꯀꯗꯕꯅꯤ꯫ ꯑꯗꯨꯝ ꯑꯣꯏꯅꯃꯛ ꯍꯛꯁꯤꯡ ꯑꯁꯤꯒꯤ ꯃꯔꯨꯑꯣꯏꯕꯥ ꯂꯩꯔꯕꯁꯨ ꯃꯈꯣꯏ ꯑꯁꯤ ꯑꯌꯥꯝꯕꯅꯥ ꯊꯨꯒꯥꯏꯔꯤ꯫ ꯁꯔꯀꯥꯔꯁꯤꯡꯅꯥ ꯅꯦꯁ꯭ꯅꯦꯜ ꯁꯦꯀ꯭ꯌꯨꯔꯤꯇꯤꯒꯤ ꯃꯤꯡꯗꯥ ꯃꯥꯁ ꯁꯔꯚꯤꯂꯦꯟꯁ ꯄꯥꯡꯊꯣꯛꯄꯥ ꯌꯥꯏ, ꯑꯗꯨꯒꯥ ꯂꯅꯥꯏ ꯀꯝꯄꯦꯅꯤꯁꯤꯡꯅꯥ ꯑꯩꯈꯣꯏꯒꯤ ꯗꯦꯇꯥ ꯈꯣꯝꯖꯤꯟꯗꯨꯅꯥ ꯃꯈꯣꯏꯒꯤ ꯀꯥꯟꯅꯕꯥ ꯐꯪꯅꯕꯥ ꯁꯤꯖꯤꯟꯅꯕꯥ ꯌꯥꯏ꯫ ꯍꯥꯏꯔꯤꯕꯥ ꯊꯕꯛꯁꯤꯡ ꯑꯁꯤꯅꯥ ꯑꯩꯈꯣꯏꯒꯤ ꯄ꯭ꯔꯥꯏꯚꯦꯁꯤꯒꯤ ꯍꯛ ꯑꯗꯨ ꯁꯣꯛꯍꯟꯕꯇꯥ ꯅꯠꯇꯅꯥ, ꯃꯈꯣꯏꯅꯥ ꯑꯩꯈꯣꯏꯒꯤ ꯁꯦꯀ꯭ꯌꯨꯔꯤꯇꯤꯗꯁꯨ ꯆꯩꯊꯦꯡ ꯄꯤꯔꯤ, ꯃꯔꯝꯗꯤ ꯄꯔꯁꯣꯅꯦꯜ ꯗꯦꯇꯥ ꯍꯨꯔꯥꯟꯕꯥ ꯅꯠꯇ꯭ꯔꯒꯥ ꯂꯥꯟꯅꯥ ꯁꯤꯖꯤꯟꯅꯕꯥ ꯌꯥꯏ꯫ ꯐ꯭ꯔꯤꯗꯝ ꯑꯣꯐ ꯑꯦꯛꯁꯄ꯭ꯔꯦꯁꯟꯒꯤ ꯍꯛ ꯑꯁꯤꯁꯨ ꯆꯩꯊꯦꯡ ꯐꯪꯂꯤ꯫ ꯂꯩꯕꯥꯛ ꯀꯌꯥꯅꯥ ꯀꯟꯇꯦꯟꯇ ꯁꯦꯟꯁꯔ ꯇꯧꯏ, ꯋꯦꯞꯁꯥꯏꯠꯁꯤꯡ ꯕ꯭ꯂꯣꯛ ꯇꯧꯏ ꯑꯃꯁꯨꯡ ꯏꯟꯐꯣꯔꯃꯦꯁꯟ ꯑꯦꯛꯁꯦꯁ ꯇꯧꯕꯗꯥ ꯑꯊꯤꯡꯕꯥ ꯊꯝꯂꯤ꯫ ꯃꯁꯤꯅꯥ ꯋꯥꯈꯜꯂꯣꯟꯁꯤꯡ ꯐ꯭ꯔꯤ ꯑꯣꯏꯅꯥ ꯄꯤꯊꯣꯛ-ꯄꯤꯁꯤꯟ ꯇꯧꯅꯕꯗꯥ ꯂꯤꯃꯤꯠ ꯇꯧꯕꯇꯥ ꯅꯠꯇꯅꯥ, ꯃꯤꯑꯣꯏ ꯑꯃꯅꯥ ꯋꯥꯈꯜ ꯇꯥꯕꯥ ꯋꯥꯔꯦꯞꯁꯤꯡ ꯂꯧꯕꯗꯥ ꯃꯊꯧ ꯇꯥꯕꯥ ꯏꯟꯐꯣꯔꯃꯦꯁꯟ ꯑꯗꯨ ꯐꯪꯍꯟꯕꯒꯤ ꯃꯄꯥꯡꯒꯜꯗꯁꯨ ꯑꯀꯥꯏꯕꯥ ꯄꯤ꯫ ꯀꯔꯤꯒꯨꯝꯕꯥ ꯑꯩꯈꯣꯏꯅꯥ ꯏꯟꯇꯔꯅꯦꯠ ꯑꯁꯤ ꯒꯅꯇꯟꯇ꯭ꯔ, ꯐ꯭ꯔꯤ ꯑꯦꯛꯁꯄ꯭ꯔꯦꯁꯟ ꯑꯃꯁꯨꯡ ꯀ꯭ꯔꯤꯌꯦꯇꯤꯕꯤꯇꯤꯒꯤ ꯃꯐꯝ ꯑꯃꯥ ꯑꯣꯏꯅꯥ ꯂꯩꯕꯥ ꯄꯥꯝꯂꯕꯗꯤ ꯗꯤꯖꯤꯇꯦꯜꯒꯤ ꯍꯛꯁꯤꯡ ꯉꯥꯛꯅꯥ ꯆꯠꯄꯥ ꯑꯁꯤ ꯌꯥꯝꯅꯥ ꯃꯔꯨꯑꯣꯏ꯫ ꯁꯔꯀꯥꯔꯁꯤꯡꯅꯥ ꯍꯛꯁꯤꯡ ꯑꯁꯤ ꯉꯥꯛ-ꯁꯦꯟꯅꯕꯥ ꯊꯕꯛ ꯄꯥꯏꯈꯠꯀꯗꯕꯅꯤ, ꯁꯔꯚꯤꯂꯦꯟꯁ ꯊꯤꯡꯅꯕꯥ, ꯄ꯭ꯔꯥꯏꯚꯦꯁꯤ ꯉꯥꯛ-ꯁꯦꯟꯅꯕꯥ ꯑꯃꯁꯨꯡ ꯏꯟꯐꯣꯔꯃꯦꯁꯟ ꯑꯦꯛꯁꯦꯁ ꯇꯧꯕꯥ ꯉꯝꯍꯟꯅꯕꯥ ꯑꯥꯏꯟꯁꯤꯡ ꯂꯧꯈꯠꯀꯗꯕꯅꯤ꯫ ꯀꯝꯄꯦꯅꯤꯁꯤꯡꯅꯥ ꯑꯆꯦꯠꯄꯥ ꯄ꯭ꯔꯥꯏꯕꯦꯁꯤ ꯄꯣꯂꯤꯁꯤꯁꯤꯡ ꯑꯃꯁꯨꯡ ꯇ꯭ꯔꯥꯟꯁꯄꯔꯦꯟꯇ ꯄ꯭ꯔꯦꯛꯇꯤꯁꯁꯤꯡ ꯏꯝꯄ꯭ꯂꯤꯃꯦꯟꯇ ꯇꯧꯗꯨꯅꯥ ꯍꯛꯁꯤꯡ ꯑꯁꯤ ꯏꯀꯥꯏꯈꯨꯝꯅꯕꯥ ꯑꯃꯁꯨꯡ ꯉꯥꯛ-ꯁꯦꯟꯕꯒꯤ ꯊꯧꯗꯥꯡꯁꯨ ꯂꯩ꯫ ꯂꯣꯏꯁꯤꯜꯂꯛꯄꯗꯥ, ꯗꯤꯖꯤꯇꯦꯜꯒꯤ ꯍꯛꯁꯤꯡ ꯉꯥꯛ-ꯁꯦꯟꯕꯗꯥ ꯑꯩꯈꯣꯏꯅꯥ ꯆꯦꯛꯁꯤꯟꯅꯥ ꯂꯩꯕꯥ ꯑꯁꯤ ꯌꯥꯝꯅꯥ ꯃꯔꯨ ꯑꯣꯏ꯫ ꯑꯩꯈꯣꯏꯅꯥ ꯁꯔꯀꯥꯔꯁꯤꯡ ꯑꯃꯁꯨꯡ ꯀꯝꯄꯦꯅꯤꯁꯤꯡꯕꯨ ꯋꯥꯌꯦꯜ ꯄꯤꯒꯗꯕꯅꯤ, ꯃꯔꯨ ꯑꯣꯏꯕꯥ ꯃꯤꯑꯣꯏꯕꯒꯤ ꯍꯛꯁꯤꯡ ꯑꯁꯤꯕꯨ ꯉꯥꯛꯇꯨꯅꯥ ꯊꯝꯂꯤꯕꯥ ꯑꯥꯏꯟ ꯑꯃꯁꯨꯡ ꯄꯣꯂꯤꯁꯤꯁꯤꯡꯒꯤꯗꯃꯛ ꯄꯨꯛꯅꯤꯡ ꯊꯧꯒꯠꯀꯗꯕꯅꯤ꯫ ꯃꯗꯨꯒꯤ ꯃꯇꯨꯡ ꯈꯛꯇꯗꯥ ꯏꯟꯇꯔꯅꯦꯠ ꯑꯁꯤ ꯒꯅꯇꯟꯇ꯭ꯔ, ꯀ꯭ꯔꯤꯌꯦꯇꯤꯕꯤꯇꯤ, ꯑꯃꯁꯨꯡ ꯏꯅꯣꯕꯦꯁꯟꯒꯤ ꯃꯐꯝ ꯑꯃꯥ ꯑꯣꯏꯅꯥ ꯃꯈꯥ ꯇꯥꯅꯥ ꯍꯦꯟꯅꯥ ꯆꯥꯎꯈꯠꯄꯥ ꯉꯝꯒꯅꯤ꯫